ꯃꯁꯤ ꯀꯪꯂꯩꯄꯥꯛ (ꯃꯅꯤꯄꯨꯔ) ꯒꯤ ꯃꯤꯇꯩꯒꯤ ꯐꯨꯡꯒꯥꯋꯥꯔꯤ (ꯃꯩꯇꯩꯒꯤ ꯐꯨꯡꯒꯥꯋꯥꯔꯤ) ꯑꯃꯅꯤ ꯫ꯃꯇꯝ ꯑꯃꯗ ꯎꯃꯪ ꯑꯃꯗ ꯌꯥꯝꯅ ꯂꯧꯁꯤꯡ ꯂꯩꯕ ꯂꯝꯍꯨꯏ ꯑꯃ ꯂꯩꯔꯝꯃꯤ꯫ ꯃꯍꯥꯛꯀꯤ ꯂꯣꯏꯅꯕꯤ ꯃꯤꯔꯣꯜꯂꯦ ꯑꯃꯁꯨꯡ ꯌꯥꯝꯅ ꯊꯨꯅ ꯑꯉꯥꯡ ꯑꯃ ꯄꯣꯛꯂꯅꯤ꯫ ꯅꯣꯡꯃꯗꯤ ꯂꯝꯍꯨꯏꯒꯤ ꯅꯨꯄꯤꯅ ꯃꯍꯥꯛꯄꯨ ꯍꯥꯏꯔꯝꯃꯤ, "ꯅꯨꯄꯥ, ꯑꯩ ꯉꯥ ꯆꯥꯕ ꯄꯥꯝꯃꯤ꯫ ꯑꯩꯅꯥ ꯆꯠꯇꯨꯅꯥ ꯊꯤꯕ ꯉꯝꯗꯕꯅ ꯃꯔꯝ ꯑꯣꯏꯗꯨꯅ ꯅꯪꯅ ꯑꯩꯉꯣꯟꯗꯥ ꯉꯥ ꯈꯔꯥ ꯄꯨꯔꯛꯄꯥ ꯉꯝꯒꯗ꯭ꯔꯥ꯫" ꯂꯝꯍꯨꯏ ꯑꯗꯨꯅ ꯄꯥꯎꯈꯨꯝ ꯄꯤꯔꯛꯏ, "ꯁꯣꯏꯗꯅ ꯑꯩꯅꯥ ꯄꯨꯔꯛꯀꯅꯤ"꯫ ꯃꯗꯨꯒꯤ ꯃꯇꯨꯡꯗ ꯂꯝꯍꯨꯏ ꯑꯗꯨ ꯊꯣꯛꯂꯒ ꯎꯃꯪꯒꯤ ꯂꯝꯕꯤꯗꯥ ꯂꯥꯛꯈꯤ꯫ ꯎꯃꯪꯒꯤ ꯃꯅꯥꯛꯇ ꯂꯝꯍꯨꯏ ꯑꯗꯨꯅ ꯄꯥꯠ ꯑꯃ ꯎꯈꯤ ꯑꯃꯁꯨꯡ ꯃꯐꯝ ꯑꯗꯨꯗ ꯃꯍꯥꯛꯅ ꯉꯥ ꯈꯔ ꯐꯥꯕꯒꯤ ꯋꯥꯈꯜ ꯈꯟꯈꯤ꯫ ꯄꯥꯠ ꯑꯗꯨꯗ ꯀꯩ ꯑꯃ ꯂꯩꯔꯝꯃꯤ ꯑꯃꯁꯨꯡ ꯃꯇꯝ ꯑꯗꯨꯗ ꯀꯩ ꯑꯗꯨ ꯄꯥꯠ ꯑꯗꯨꯗ ꯇꯨꯝꯂꯝꯃꯤ꯫ ꯑꯍꯥꯟꯕ ꯃꯤꯠꯌꯦꯡꯗ ꯂꯝꯍꯨꯏ ꯑꯗꯨꯅ ꯒꯨꯝꯚꯤꯔ ꯑꯗꯨ ꯏꯁꯤꯡꯗ ꯆꯦꯟꯊꯔꯛꯄ ꯃꯔꯨ ꯑꯃꯅꯤ ꯍꯥꯏꯅ ꯈꯜꯂꯝꯃꯤ ꯑꯃꯁꯨꯡ ꯉꯥ ꯐꯥꯅꯕ ꯃꯗꯨꯒꯤ ꯃꯊꯛꯇꯥ ꯂꯥꯟꯊꯣꯔꯛꯏ꯫ ꯂꯝꯍꯨꯏ ꯑꯗꯨꯅ ꯉꯥ ꯌꯥꯝꯅ ꯐꯥꯈꯤ ꯑꯃꯁꯨꯡ ꯃꯍꯥꯛ ꯀꯩꯗꯧꯉꯩꯗꯁꯨ ꯂꯦꯞꯂꯒꯦ ꯍꯥꯏꯅ ꯈꯜꯂꯨꯗꯅꯥ ꯃꯗꯨꯒꯤ ꯃꯇꯨꯡꯗ ꯃꯍꯥꯛꯅ ꯅꯨꯡꯉꯥꯏꯅ ꯃꯍꯥꯛꯀꯤ ꯌꯨꯝꯗ ꯆꯠꯈꯤ꯫ ꯃꯁꯤꯒꯤ ꯃꯅꯨꯡꯗ ꯒꯨꯝꯚꯤꯔ ꯑꯗꯨꯅ ꯂꯝꯍꯨꯏꯒꯤ ꯃꯑꯣꯡ ꯑꯗꯨꯗ ꯌꯥꯝꯅ ꯁꯥꯎꯔꯝꯃꯤ ꯑꯃꯁꯨꯡ ꯃꯍꯥꯛꯅ ꯀꯔꯤꯒꯨꯝꯕ ꯃꯇꯝꯗ ꯈꯨꯗꯣꯡꯆꯥꯕ ꯑꯃ ꯐꯪꯂꯕꯗꯤ ꯃꯍꯥꯛꯄꯨ ꯂꯥꯟꯗꯥꯅꯕ ꯋꯥꯔꯦꯞ ꯂꯧꯈꯤ꯫ ꯃꯊꯪꯒꯤ ꯅꯨꯃꯤꯠꯇ ꯂꯝꯍꯨꯏ ꯑꯃꯨꯛ ꯍꯟꯅ ꯄꯥꯠ ꯑꯗꯨꯗ ꯉꯥ ꯐꯥꯅꯕ ꯂꯥꯛꯈꯤ꯫ ꯂꯝꯍꯨꯏ ꯑꯗꯨ ꯂꯥꯛꯄ ꯎꯕꯗ ꯒꯨꯝꯚꯤꯔꯅ ꯃꯍꯥꯛꯄꯨ ꯂꯥꯟꯗꯥꯅꯕ ꯊꯧꯔꯥꯡ ꯑꯃ ꯈꯟꯈꯤ ꯑꯃꯁꯨꯡ ꯃꯍꯥꯛ ꯁꯤꯔꯕ ꯁꯟ ꯑꯃꯒꯨꯝ ꯊꯕꯛ ꯇꯧꯗꯨꯅ ꯏꯁꯤꯡꯒꯤ ꯃꯊꯛꯇ ꯂꯦꯡꯗꯅ ꯂꯩꯈꯤ꯫ ꯄꯣꯠꯁꯛ ꯑꯗꯨꯗ ꯆꯤꯡꯅꯕ ꯂꯩꯔꯒ ꯂꯝꯍꯨꯏꯅ ꯀꯨꯞꯅ ꯌꯦꯡꯈꯤ ꯑꯃꯁꯨꯡ ꯃꯍꯥꯛꯅ ꯈꯨꯗꯛꯇꯥ ꯐꯤꯚꯝ ꯑꯗꯨ ꯈꯪꯈꯤ꯫ ꯃꯍꯥꯛꯅꯥ ꯃꯁꯤ ꯒꯨꯅꯚꯤꯔꯅꯤ ꯍꯥꯏꯕ ꯈꯪꯈꯤ ꯑꯃꯁꯨꯡ ꯊꯨꯅ ꯃꯍꯥꯛꯄꯨ ꯍꯥꯠꯅꯕ ꯍꯣꯠꯅꯈꯤ, ꯑꯗꯨꯕꯨ ꯒꯨꯅꯚꯤꯔ ꯁꯨ ꯑꯁꯥꯎꯕꯒ ꯂꯣꯏꯅꯅ ꯂꯥꯟꯗꯥꯅꯕ ꯍꯣꯠꯅꯈꯤ ꯑꯃꯁꯨꯡ ꯑꯅꯤꯃꯛꯅ ꯃꯗꯨ ꯊꯨꯒꯥꯏꯈꯤ꯫ ꯒꯨꯝꯉꯤꯔꯒꯤ ꯑꯀꯟꯕ ꯂꯝꯆꯠ-ꯁꯥꯖꯠ ꯑꯗꯨ ꯎꯔꯒ ꯂꯝꯍꯨꯢ ꯑꯗꯨ ꯊꯨꯅ ꯃꯐꯝ ꯑꯗꯨꯗꯒꯤ ꯂꯥꯞꯊꯣꯛꯈꯤ꯫ ꯃꯍꯥꯛ ꯌꯨꯝꯗ ꯂꯥꯛꯄ ꯃꯇꯝꯗ ꯃꯍꯥꯛꯀꯤ ꯅꯨꯄꯤꯕꯨ ꯄꯨꯝꯅꯃꯛ ꯊꯥꯗꯣꯛꯅꯕ ꯍꯥꯏꯔꯛꯈꯤ ꯑꯃꯁꯨꯡ ꯃꯈꯣꯏꯅ ꯃꯐꯝ ꯑꯗꯨ ꯊꯥꯗꯣꯛꯅꯕ ꯇꯧꯈꯤ꯫ ꯃꯍꯥꯛꯅ ꯋꯥꯔꯤ ꯄꯨꯝꯕ ꯃꯍꯥꯛꯀꯤ ꯅꯨꯄꯤꯗ ꯂꯤꯔꯤ ꯑꯃꯁꯨꯡ ꯃꯈꯣꯏꯅ ꯈꯨꯗꯛꯇꯥ ꯃꯈꯣꯏꯒꯤ ꯌꯨꯝꯗ ꯃꯈꯣꯏ ꯑꯅꯤ ꯃꯇꯝ ꯈꯔꯒꯤ ꯑꯣꯏꯅ ꯊꯣꯛꯂꯛꯈꯤ ꯑꯗꯨꯕꯨ ꯅꯨꯡꯉꯥꯏꯇꯕ ꯋꯥꯐꯝ ꯑꯃꯅ ꯂꯝꯍꯨꯢ ꯒꯤ ꯅꯨꯄꯤꯅ ꯃꯍꯥꯛꯄꯨ ꯍꯥꯏꯈꯤ ꯃꯗꯨꯗꯤ ꯃꯍꯥꯛ ꯃꯤꯀꯨꯞ ꯑꯗꯨꯗ ꯉꯥꯏꯗꯨꯅ ꯂꯩꯔꯤ ꯑꯃꯁꯨꯡ ꯉꯥꯏꯗꯨꯅ ꯂꯩꯕꯥ ꯉꯝꯗꯦ꯫ ꯂꯝꯍꯨꯢ ꯑꯗꯨ ꯌꯥꯝꯅꯥ ꯋꯥꯅ ꯊꯣꯛꯈꯤ ꯑꯃꯁꯨꯡ ꯃꯐꯝ ꯑꯃꯗ ꯊꯤꯖꯤꯜꯂꯕ ꯃꯇꯨꯡꯗ ꯃꯍꯥꯛꯅ ꯒꯨꯍꯥ ꯑꯃ ꯐꯪꯈꯤ꯫ ꯃꯐꯝ ꯑꯗꯨꯗ ꯃꯍꯥꯛꯀꯤ ꯅꯨꯄꯤꯅꯥ ꯂꯝꯍꯨꯢ ꯑꯃꯥ ꯄꯣꯛꯈꯤ꯫ ꯑꯗꯨꯕꯨ ꯅꯨꯡꯉꯥꯏꯇꯕ ꯋꯥꯐꯝ ꯑꯃꯅ ꯑꯗꯨꯒꯨꯝꯕ ꯒꯨꯍꯥ ꯑꯗꯨ ꯀꯩ ꯑꯃꯒꯤ ꯃꯌꯨꯝ ꯑꯣꯏꯔꯝꯃꯤ꯫ ꯃꯍꯥꯛꯅ ꯌꯥꯝꯅ ꯊꯨꯅ ꯀꯩꯗꯒꯤ ꯅꯥꯟꯊꯣꯛꯅꯕ ꯄꯥꯝꯕꯩ ꯑꯃ ꯈꯟꯈꯤ꯫ ꯒꯨꯍꯥꯗꯒꯤ ꯌꯥꯝꯅ ꯂꯥꯞꯅꯥ ꯂꯩꯕ ꯃꯐꯝ ꯑꯗꯨꯗ ꯉꯥ ꯑꯃ ꯂꯩꯔꯝꯃꯤ꯫ ꯃꯍꯥꯛꯅ ꯉꯥꯒꯥ ꯃꯔꯨꯞ ꯑꯣꯏꯔꯛꯏ ꯑꯃꯁꯨꯡ ꯃꯔꯨꯞ ꯑꯅꯤꯅ ꯀꯩꯕꯨ ꯍꯥꯠꯅꯕ ꯊꯧꯔꯥꯡ ꯑꯃ ꯁꯦꯝꯈꯤ꯫ ꯃꯇꯝ ꯑꯗꯨꯗ ꯀꯩ ꯑꯗꯨ ꯈꯪꯍꯧꯗꯅ ꯌꯨꯅꯗ ꯂꯥꯛꯏ ꯑꯗꯨꯒ ꯃꯍꯥꯛꯀꯤ ꯒꯨꯍꯥꯒꯤ ꯃꯅꯥꯛꯇ ꯂꯥꯛꯄ ꯃꯇꯝꯗ ꯂꯧꯕꯨꯛꯀꯤ ꯃꯔꯛꯇꯥ ꯆꯨꯝꯗ꯭ꯔꯤꯡꯅ ꯂꯣꯠꯇꯨꯅ ꯂꯩꯔꯒ ꯂꯝꯍꯨꯢꯅ ꯑꯀꯟꯕ ꯈꯣꯟꯖꯦꯜ ꯑꯃꯗ ꯍꯥꯏꯔꯛꯏ, "ꯃꯔꯨꯞ ꯌꯣꯡ, ꯅꯪꯒꯤ ꯅꯆꯥꯅꯨꯄꯥ ꯄꯣꯛꯄ ꯃꯇꯝꯗ ꯑꯩꯅ ꯅꯉꯣꯟꯗ ꯀꯩ ꯇꯔꯥꯒꯤꯗꯃꯛ ꯄꯤꯖꯈꯤ꯫ ꯍꯧꯖꯤꯛ ꯉꯁꯤ, ꯑꯩꯅꯥ ꯏꯆꯥꯅꯨꯄꯥ ꯑꯃ ꯐꯪꯂꯦ, ꯅꯪꯅ ꯑꯩꯉꯣꯟꯗ ꯀꯨꯝꯃꯩꯒꯤꯗꯃꯛ ꯀꯌꯥ ꯌꯥꯝꯅ ꯀꯩ ꯄꯤꯒꯗꯧꯔꯤꯕꯅꯣ"꯫ ꯀꯩꯅ ꯃꯁꯤ ꯇꯥꯕꯒ ꯂꯣꯏꯅꯅ ꯃꯍꯥꯛ ꯌꯥꯝꯅꯥ ꯉꯛꯈꯤ ꯑꯃꯁꯨꯡ ꯉꯥꯅ ꯂꯣꯠꯇꯨꯅ ꯂꯩꯔꯤꯕꯥ ꯃꯥꯏꯀꯩ ꯑꯗꯨꯗꯥ ꯂꯥꯟꯊꯣꯛꯈꯤ꯫ ꯑꯗꯨꯗꯒꯤ ꯕꯥꯘꯅꯥ ꯉꯥꯗꯥ ꯆꯦꯟꯁꯤꯜꯂꯛꯏ ꯑꯃꯁꯨꯡ ꯑꯀꯤꯕ ꯂꯩꯕꯅ ꯃꯔꯝ ꯑꯣꯏꯗꯨꯅ ꯉꯥ ꯑꯗꯨ ꯋꯥꯈꯜ ꯋꯥꯕ ꯍꯧꯔꯛꯈꯤ ꯑꯃꯁꯨꯡ ꯑꯊꯨꯕ ꯃꯇꯝꯗ ꯁꯤꯈꯤ꯫ ꯀꯩ ꯑꯗꯨ ꯇꯨꯡꯗ ꯌꯦꯡꯗꯅ ꯂꯥꯟꯊꯣꯛꯈꯤ꯫ ꯅꯨꯃꯤꯠ ꯑꯗꯨꯒꯤ ꯃꯇꯨꯡꯗ ꯋꯥꯈꯜ ꯂꯧꯁꯤꯡ ꯂꯩꯕ ꯂꯝꯍꯨꯢ ꯑꯗꯨꯅ ꯃꯍꯥꯛꯀꯤ ꯂꯣꯏꯅꯕꯤ ꯑꯃꯁꯨꯡ ꯃꯆꯥꯁꯤꯡꯒ ꯂꯣꯏꯅꯅ ꯋꯥꯈꯜ ꯅꯨꯡꯉꯥꯏꯇꯕ ꯑꯃꯁꯨꯡ ꯌꯦꯛꯅꯕ ꯑꯃꯠꯇꯥ ꯂꯩꯇꯅꯥ ꯅꯨꯡꯉꯥꯏꯅ ꯂꯩꯈꯤ꯫